ꯆꯦꯠꯖꯤꯄꯤꯇꯤ ꯖꯦꯖꯦꯅꯦꯔꯦꯇꯤꯕ ꯄ꯭ꯔꯤ-ꯇ꯭ꯔꯦꯅꯤꯡ ꯇ꯭ꯔꯥꯟꯁꯐꯣꯔꯃꯔ ꯑꯁꯤ ꯑꯣꯄꯦꯟꯑꯦꯑꯥꯏꯅꯥ ꯂꯤꯁꯤꯡ ꯑꯅꯤ ꯀꯨꯟꯅꯤꯊꯣꯏ ꯅꯕꯦꯝꯕꯔꯗꯥ ꯍꯧꯗꯣꯛꯈꯤꯕꯥ ꯆꯦꯠꯕꯣꯠ ꯑꯃꯅꯤ꯫ ꯃꯁꯤ ꯑꯣꯄꯦꯟꯑꯦꯑꯥꯏꯒꯤ ꯖꯦꯅꯦꯔꯦꯇꯤꯕ ꯄ꯭ꯔꯤ ꯇ꯭ꯔꯦꯅꯤꯡ ꯑꯍꯨꯝ ꯐꯦꯃꯤꯂꯤꯒꯤ ꯑꯆꯧꯕꯥ ꯂꯣꯜ ꯃꯣꯗꯦꯜꯁꯤꯡꯒꯤ ꯃꯊꯛꯇꯥ ꯁꯦꯝꯈꯤꯕꯅꯤ ꯑꯃꯁꯨꯡ ꯃꯁꯤ ꯁꯨꯄꯔꯚꯥꯏꯖ ꯇꯧꯔꯕꯥ ꯑꯃꯁꯨꯡ ꯔꯤꯏꯟꯐꯣꯔꯁꯃꯦꯟꯠ ꯂꯔꯅꯤꯡ ꯇꯦꯛꯅꯤꯛ ꯑꯅꯤꯃꯛꯀꯥ ꯂꯣꯏꯅꯅꯥ ꯐꯥꯏꯅꯦꯜ ꯇ꯭ꯌꯨꯟ ꯇꯧꯈ꯭ꯔꯦ꯫ ꯆꯦꯠ ꯖꯦꯅꯦꯔꯦꯇꯤꯕ ꯄ꯭ꯔꯤ ꯇ꯭ꯔꯦꯅꯤꯡ ꯅꯥ ꯅꯕꯦꯝꯕꯔ ꯀꯨꯟꯊ꯭ꯔꯥ ꯂꯤꯁꯤꯡ ꯑꯅꯤ ꯀꯨꯟꯅꯤꯊꯣꯏꯗ ꯄ꯭ꯔꯣꯇꯣꯇꯥꯏꯄ ꯑꯃꯥ ꯑꯣꯏꯅꯥ ꯍꯧꯗꯣꯛꯈꯤ ꯑꯃꯁꯨꯡ ꯃꯁꯤꯒꯤ ꯑꯀꯨꯞꯄꯥ ꯄꯥꯎꯈꯨꯝꯁꯤꯡ ꯑꯃꯁꯨꯡ ꯂꯧꯁꯤꯡꯒꯤ ꯗꯣꯃꯦꯟ ꯀꯌꯥꯒꯤ ꯃꯔꯛꯇꯥ ꯑꯥꯔꯇꯤꯀꯨꯂꯦꯠ ꯇꯧꯔꯕꯥ ꯄꯥꯎꯈꯨꯝꯁꯤꯡꯒꯤꯗꯃꯛ ꯌꯥꯝꯅꯥ ꯊꯨꯅꯥ ꯄꯨꯛꯅꯤꯡ ꯆꯤꯡꯁꯤꯟꯈꯤ꯫ ꯃꯁꯤꯒꯤ ꯃꯥꯟꯅꯕꯥ ꯂꯩꯇꯕꯥ ꯐꯦꯛꯆꯨꯑꯦꯜ ꯑꯦꯀ꯭ꯌꯨꯔꯦꯁꯤ ꯑꯁꯤ ꯃꯔꯨꯑꯣꯏꯕ ꯑꯋꯥꯠꯄ ꯑꯃꯥ ꯑꯣꯏꯅꯥ ꯈꯪꯗꯣꯛꯈꯤ꯫ ꯆꯦꯠ ꯖꯦꯅꯦꯔꯦꯇꯤꯕ ꯄ꯭ꯔꯤ ꯇ꯭ꯔꯦꯅꯤꯡꯅ ꯖꯦꯅꯦꯔꯦꯇꯤꯕ ꯄ꯭ꯔꯤ ꯇ꯭ꯔꯦꯅꯤꯡ ꯑꯍꯨꯝ ꯗꯁꯃꯤꯛ ꯃꯉꯥꯒꯤ ꯃꯊꯛꯇꯥ ꯁꯨꯄꯔꯚꯥꯏꯖ ꯇꯧꯔꯕꯥ ꯂꯔꯅꯤꯡꯒꯥ ꯂꯣꯏꯅꯅꯥ ꯔꯤꯏꯟꯐꯣꯔꯁꯃꯦꯟꯠ ꯂꯔꯅꯤꯡ ꯁꯤꯖꯤꯟꯅꯗꯨꯅꯥ ꯐꯥꯏꯅꯦꯜ ꯇ꯭ꯌꯨꯟ ꯇꯧꯈꯤ꯫ ꯑꯦꯄ꯭ꯔꯣꯆ ꯑꯅꯤꯃꯛꯇꯥ ꯃꯣꯗꯦꯜ ꯑꯁꯤꯒꯤ ꯊꯕꯛ ꯊꯧꯔꯝꯁꯤꯡ ꯐꯒꯠꯍꯟꯅꯕꯥ ꯍ꯭ꯌꯨꯃꯦꯟ ꯇ꯭ꯔꯦꯅꯔꯁꯤꯡ ꯁꯤꯖꯤꯟꯅꯈꯤ꯫ ꯁꯨꯄꯔꯚꯥꯏꯖ ꯇꯧꯔꯕꯥ ꯂꯔꯅꯤꯡꯒꯤ ꯑꯣꯏꯅꯗꯤ ꯃꯣꯗꯦꯜ ꯑꯁꯤ ꯋꯥꯔꯤ ꯁꯥꯅꯕꯥ ꯄꯤꯈꯤ ꯃꯗꯨꯗꯥ ꯇ꯭ꯔꯦꯅꯔꯁꯤꯡꯅꯥ ꯃꯥꯏꯀꯩ ꯑꯅꯤꯃꯛꯇꯥ ꯁꯥꯟꯅꯈꯤ ꯌꯨꯖꯔ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁꯀꯤ ꯔꯤꯏꯟꯐꯣꯔꯁꯃꯦꯟꯠ ꯁ꯭ꯇꯦꯞ ꯑꯁꯤꯗꯥ ꯍ꯭ꯌꯨꯃꯦꯟ ꯇ꯭ꯔꯦꯅꯔꯁꯤꯡꯅꯥ ꯑꯍꯥꯟꯕꯗꯥ ꯃꯣꯗꯦꯜ ꯑꯁꯤꯅꯥ ꯃꯃꯥꯡꯒꯤ ꯋꯥꯔꯤ ꯁꯥꯅꯕꯥ ꯑꯃꯗꯥ ꯁꯦꯝꯈꯤꯕꯥ ꯔꯦꯁ꯭ꯄꯣꯟꯁꯁꯤꯡ ꯔꯦꯡꯛ ꯇꯧꯈꯤ꯫ ꯍꯥꯏꯔꯤꯕꯥ ꯔꯦꯡꯀꯤꯡꯁꯤꯡ ꯑꯁꯤ ꯔꯤꯋꯥꯔꯗ ꯃꯣꯗꯦꯜꯁꯤꯡ ꯁꯦꯝꯒꯠꯅꯕꯥ ꯁꯤꯖꯤꯟꯅꯈꯤ ꯃꯗꯨꯗꯤ ꯃꯣꯗꯦꯜ ꯑꯁꯤ ꯄ꯭ꯔꯣꯛꯁꯤꯃꯥꯜ ꯄꯣꯂꯤꯁꯤ ꯑꯣꯞꯇꯤꯃꯥꯏꯖꯦꯁꯟꯒꯤ ꯏꯇꯤꯔꯦꯁꯟ ꯀꯌꯥ ꯁꯤꯖꯤꯟꯅꯗꯨꯅꯥ ꯃꯈꯥ ꯇꯥꯅꯥ ꯐꯥꯏꯅꯦꯜ ꯇꯧꯈꯤ꯫ ꯄ꯭ꯔꯣꯛꯁꯤꯃꯥꯜ ꯄꯣꯂꯤꯁꯤ ꯑꯣꯞꯇꯤꯃꯥꯏꯖꯦꯁꯟ ꯑꯦꯜꯒꯣꯔꯤꯊꯝꯁꯤꯡꯅꯥ ꯔꯤꯖꯟ ꯄꯣꯂꯤꯁꯤ ꯑꯣꯞꯇꯤꯃꯥꯏꯖꯦꯁꯟ ꯑꯦꯜꯒꯣꯔꯤꯊꯝꯁꯤꯡꯗꯥ ꯊꯥꯖꯕꯥ ꯊꯝꯅꯕꯥ ꯃꯃꯜ ꯍꯣꯡꯕꯥ ꯀꯥꯟꯅꯕꯥ ꯑꯃꯥ ꯄꯤꯔꯤ ꯃꯈꯣꯏꯅꯥ ꯀꯝꯄ꯭ꯌꯨꯇꯦꯁꯅꯦꯜ ꯑꯣꯏꯅꯥ ꯃꯃꯜ ꯌꯥꯝꯂꯕꯥ ꯑꯣꯄꯔꯦꯁꯟ ꯀꯌꯥ ꯑꯁꯤ ꯌꯥꯝꯅꯥ ꯊꯨꯅꯥ ꯄꯔꯐꯣꯃꯦꯟꯁꯀꯥ ꯂꯣꯏꯅꯅꯥ ꯅꯦꯒꯦꯠ ꯇꯧꯏ꯫ ꯃꯣꯗꯦꯜꯁꯤꯡ ꯑꯁꯤ ꯃꯥꯏꯀ꯭ꯔꯣꯁꯣꯐꯀꯥ ꯈꯨꯠꯁꯝꯅꯗꯨꯅꯥ ꯃꯈꯣꯏꯒꯤ ꯑꯦꯖꯨꯔ ꯁꯨꯄꯔꯀꯝꯄ꯭ꯌꯨꯇꯤꯡ ꯏꯟꯐ꯭ꯔꯥꯟꯁꯇ꯭ꯔꯛꯆꯔꯗꯥ ꯇ꯭ꯔꯦꯟ ꯇꯧꯈꯤ꯫ ꯃꯁꯤꯒꯤ ꯃꯊꯛꯇꯥ ꯑꯣꯄꯦꯟꯑꯦ ꯑꯥꯏꯅꯥ ꯃꯈꯥ ꯇꯥꯅꯥ ꯆꯦꯠꯖꯤꯄꯤꯇꯤ ꯁꯤꯖꯤꯟꯅꯔꯤꯕꯁꯤꯡꯗꯒꯤ ꯗꯦꯇꯥ ꯈꯣꯝꯖꯤꯜꯂꯤ ꯃꯗꯨꯅꯥ ꯆꯦꯠꯖꯤꯄꯤꯇꯤꯕꯨ ꯃꯈꯥ ꯇꯥꯅꯥ ꯇ꯭ꯔꯦꯟ ꯇꯧꯕꯥ ꯑꯃꯁꯨꯡ ꯐꯥꯏꯅꯦꯜ ꯇ꯭ꯌꯨꯟ ꯇꯧꯕꯗꯥ ꯁꯤꯖꯤꯟꯅꯕꯥ ꯌꯥꯒꯅꯤ꯫ ꯌꯨꯖꯔꯁꯤꯡꯅꯥ ꯆꯦꯠꯖꯤꯄꯤꯇꯤꯗꯒꯤ ꯐꯪꯂꯤꯕꯥ ꯔꯦꯁꯄꯣꯟꯁꯁꯤꯡ ꯑꯗꯨ ꯑꯞꯚꯣꯠ ꯇꯧꯕꯥ ꯅꯠꯇ꯭ꯔꯒꯥ ꯗꯥꯎꯟꯚꯣꯠ ꯇꯧꯕꯥ ꯌꯥꯏ ꯑꯞꯚꯣꯠ ꯅꯠꯇ꯭ꯔꯒꯥ ꯗꯥꯎꯟꯚꯣꯠ ꯇꯧꯕꯥ ꯃꯇꯝꯗꯥ ꯃꯈꯣꯏꯅꯥ ꯑꯍꯦꯟꯕꯥ ꯐꯤꯗꯕꯦꯛ ꯑꯃꯒꯥ ꯂꯣꯏꯅꯅꯥ ꯇꯦꯛꯁ ꯐꯤꯜꯗ ꯑꯃꯁꯨ ꯃꯄꯨꯡ ꯐꯥꯍꯟꯕꯥ ꯌꯥꯏ꯫